ꯑꯥꯔꯇꯤꯁ ꯑꯃꯅ ꯃꯈꯣꯢꯒꯤ ꯑꯥꯔꯠ ꯁꯇꯨꯗꯤꯑꯣꯗ ꯃꯊꯧ ꯇꯥꯕ ꯄꯣꯠꯂꯝ ꯃꯉꯥꯒꯤ ꯂꯤꯁ꯭ꯠ ꯑꯃ ꯁꯦꯝꯃꯨ꯫ ꯄꯦꯟꯇ ꯑꯃꯁꯨꯡ ꯕ꯭ꯔꯥꯁ: ꯑꯥꯔꯇꯤꯁ ꯑꯃꯅ ꯃꯈꯣꯢꯒꯤ ꯑꯥꯔꯠ ꯁꯦꯝꯒꯠꯅꯕ ꯇꯣꯉꯥꯟ ꯇꯣꯉꯥꯟꯕ ꯃꯆꯨꯒꯤ ꯄꯦꯟꯇꯤꯡꯁꯤꯡꯒꯤ ꯑꯦꯔꯦ ꯑꯃꯥ ꯃꯊꯧ ꯇꯥꯒꯅꯤ ꯃꯁꯤꯒ ꯂꯣꯢꯅꯅ ꯇꯣꯉꯥꯟ ꯇꯣꯉꯥꯟꯕ ꯁꯥꯏꯖ ꯑꯃꯁꯨꯡ ꯃꯑꯣꯡ ꯃꯈꯜ ꯀꯌꯥꯒꯤ ꯕ꯭ꯔꯥꯁꯁꯤꯡ ꯃꯊꯧ ꯇꯥꯒꯅꯤ꯫ ꯏꯖꯜ ꯑꯃꯁꯨꯡ ꯀꯦꯟꯚꯥꯁ: ꯏꯖꯜ ꯑꯃꯅ ꯑꯥꯔꯇꯤꯁꯅ ꯊꯕꯛ ꯇꯧꯅꯕ ꯇꯪꯗꯨ ꯂꯩꯇꯥꯕ ꯑꯃꯁꯨꯡ ꯑꯦꯗꯖꯁꯇꯦꯕꯜ ꯑꯣꯏꯕ ꯃꯐꯝ ꯑꯃ ꯄꯤꯔꯤ ꯑꯗꯨꯒ ꯇꯣꯉꯥꯟ ꯇꯣꯉꯥꯟꯕ ꯁꯥꯏꯖꯒꯤ ꯀꯦꯟꯚꯥꯁꯅ ꯃꯈꯣꯢꯕꯨ ꯇꯣꯉꯥꯟ ꯇꯣꯉꯥꯟꯕ ꯗꯥꯏꯃꯦꯟꯁꯟꯁꯤꯡꯗ ꯑꯥꯔꯠ ꯁꯦꯝꯕ ꯌꯥꯍꯜꯂꯤ꯫ ꯃꯉꯥꯜ ꯄꯤꯕꯥ: ꯑꯥꯔꯇꯤꯁ ꯑꯃꯅ ꯊꯕꯛ ꯇꯧꯔꯤꯉꯩꯗꯥ ꯃꯆꯨ ꯑꯃꯁꯨꯡ ꯑꯀꯨꯞꯄꯥ ꯃꯔꯣꯜꯁꯤꯡ ꯑꯗꯨ ꯑꯆꯨꯝꯕꯥ ꯃꯑꯣꯡꯗ ꯎꯕ ꯉꯝꯅꯕ ꯃꯑꯣꯡ ꯆꯨꯝꯅ ꯃꯉꯥꯜ ꯄꯤꯕ ꯑꯁꯤ ꯌꯥꯝꯅ ꯃꯔꯨꯑꯣꯏ꯫ ꯃꯍꯧꯁꯥꯒꯤ ꯑꯃꯁꯨꯡ ꯈꯨꯠꯁꯦꯝꯒꯤ ꯂꯥꯏꯇꯤꯡꯒꯤ ꯆꯥꯟꯅꯕ ꯑꯃꯅ ꯆꯥꯟꯅꯕ ꯁꯦꯝꯇꯤ ꯁꯦꯇꯤꯡꯁꯤꯡꯒ ꯂꯣꯢꯅꯅ ꯑꯥꯔꯠ ꯁꯦꯝꯅꯕꯒꯤꯗꯃꯛꯇ ꯌꯥꯝꯅ ꯐꯕ ꯃꯇꯥꯡꯁꯤꯡ ꯄꯤꯕꯥ ꯉꯝꯒꯅꯤ꯫ ꯂꯥꯏ ꯌꯦꯛꯄꯒꯤ ꯈꯨꯠꯂꯥꯏꯁꯤꯡ: ꯄꯦꯟꯁꯤꯜ, ꯄꯦꯟ, ꯊꯥꯎ, ꯑꯃꯁꯨꯡ ꯄꯦꯁꯇꯦꯜ ꯑꯁꯤ ꯑꯥꯔꯇꯤꯁ ꯑꯃꯅ ꯃꯈꯣꯢꯒꯤ ꯁ꯭ꯇꯨꯗꯤꯑꯣꯗꯟꯃꯊꯧ ꯇꯥꯕ ꯈꯨꯠꯂꯥꯏ ꯈꯔꯈꯛꯇꯅꯤ꯫ ꯈꯨꯠꯂꯥꯢꯁꯤꯡ ꯑꯁꯤꯅ ꯑꯥꯔꯇꯤꯁ ꯑꯗꯨꯅ ꯁ꯭ꯀꯦꯠꯁꯤꯡ ꯁꯦꯝꯕ ꯑꯀꯨꯞꯄ ꯃꯔꯣꯜꯁꯤꯡ ꯍꯥꯞꯆꯤꯟꯕ ꯑꯃꯁꯨꯡ ꯄꯦꯟꯇꯤꯡ ꯍꯧꯗ꯭ꯔꯤꯉꯩꯒꯤ ꯃꯃꯥꯡꯗ ꯃꯃꯥꯡꯒꯤ ꯂꯥꯏ ꯌꯦꯛꯄꯁꯤꯡ ꯆꯦꯡ ꯁꯦꯝꯕ ꯌꯥꯍꯜꯂꯤ꯫ ꯊꯝꯐꯝ ꯑꯃꯁꯨꯡ ꯃꯑꯣꯡ ꯃꯇꯧ ꯁꯦꯝꯕ: ꯑꯥꯔꯇꯤꯁ ꯑꯃꯒꯤ ꯁ꯭ꯇꯨꯗꯤꯑꯣꯗ ꯃꯈꯜ ꯁꯨꯅ ꯂꯩꯕ ꯑꯃꯁꯨꯡ ꯃꯄꯣꯠ ꯃꯆꯥꯛ ꯌꯥꯝꯅ ꯊꯨꯅ ꯌꯥꯡꯅ ꯆꯠꯄ ꯌꯥꯏ ꯃꯔꯝ ꯑꯗꯨꯅ ꯊꯝꯐꯝ ꯑꯃꯁꯨꯡ ꯃꯑꯣꯡ ꯃꯇꯧꯒꯤ ꯁꯤꯁꯇꯦꯝ ꯑꯃ ꯂꯩꯕꯥ ꯑꯁꯤ ꯌꯥꯝꯅ ꯃꯔꯨꯑꯣꯏ꯫ ꯀꯥꯈꯜꯁꯤꯡ, ꯗ꯭ꯔꯣꯋꯔꯁꯤꯡ ꯑꯃꯁꯨꯡ ꯀꯦꯕꯤꯅꯦꯠꯁꯤꯡꯅ ꯃꯐꯝ ꯑꯗꯨ ꯅꯤꯡꯊꯤꯅ ꯊꯝꯕꯗ ꯃꯇꯦꯡ ꯄꯥꯡꯏ ꯑꯃꯁꯨꯡ ꯃꯊꯧ ꯇꯥꯕꯁꯤꯡ ꯑꯗꯨ ꯌꯥꯝꯅ ꯂꯥꯏꯅ ꯐꯪꯍꯟꯕꯥ ꯉꯝꯃꯤ꯫ ꯍꯛꯆꯥꯡ ꯐꯕ ꯄꯨꯟꯁꯤ ꯃꯍꯤꯡ ꯑꯃ ꯂꯩꯕꯥ ꯍꯥꯢꯕꯁꯤ ꯀꯔꯤꯅꯣ ꯍꯥꯢꯕꯗꯨ ꯁꯟꯗꯣꯛꯅ ꯇꯥꯛꯄꯤꯌꯨ? ꯍꯛꯁꯦꯜ ꯐꯕꯥ ꯄꯨꯟꯁꯤ ꯃꯍꯤꯡ ꯍꯥꯢꯕꯁꯤ ꯍꯛꯆꯥꯡ, ꯋꯥꯈꯜ ꯑꯃꯁꯨꯡ ꯃꯅꯨꯡꯗ ꯋꯥꯈꯜ ꯅꯨꯡꯉꯥꯏꯅ ꯂꯩꯕꯥ ꯉꯝꯕ ꯋꯥꯔꯦꯞ ꯂꯧꯕꯥ ꯍꯥꯢꯕꯁꯤꯅꯤ꯫ ꯃꯁꯤꯗ ꯑꯄꯨꯟꯕ ꯍꯛꯁꯦꯜ ꯐꯒꯠꯍꯟꯕ ꯉꯝꯕ ꯑꯃꯁꯨꯡ ꯀꯨꯏꯅ ꯁꯥꯡꯅ ꯅꯥꯕ ꯂꯥꯢꯅꯥ ꯂꯥꯛꯄꯒꯤ ꯔꯤꯁ꯭ꯛ ꯍꯟꯊꯍꯟꯕ ꯉꯝꯕꯥ ꯂꯝꯆꯠ-ꯁꯥꯖꯠꯁꯤꯡ ꯂꯧꯈꯠꯄ ꯌꯥꯎꯔꯤ꯫ ꯍꯛꯁꯦꯜ ꯐꯕꯥ ꯄꯨꯟꯁꯤ ꯃꯍꯤꯡ ꯑꯃꯒꯤ ꯃꯔꯨꯑꯣꯏꯕ ꯃꯆꯥꯛ ꯈꯔꯗꯤ ꯃꯆꯤ ꯑꯣꯏꯕꯥ ꯑꯃꯁꯨꯡ ꯆꯥꯡ ꯃꯥꯟꯅꯕꯥ ꯗꯥꯏꯠ ꯑꯃꯥ ꯆꯥꯕ ꯆꯥꯡ ꯅꯥꯏꯅ ꯍꯛꯆꯥꯡ ꯁꯥꯖꯦꯜ ꯇꯧꯕꯥ, ꯃꯇꯤꯛ ꯆꯥꯅ ꯇꯨꯝꯕꯥ, ꯃꯩꯈꯨ ꯊꯥꯗꯣꯛꯄ ꯅꯠꯇꯔꯒ ꯌꯥꯝꯅ ꯊꯛꯄꯥ ꯑꯁꯤꯒꯨꯝꯕ ꯍꯛꯁꯦꯜ ꯐꯗꯕ ꯂꯝꯆꯠ-ꯁꯥꯖꯠꯁꯤꯡ ꯊꯤꯡꯕ ꯅꯠꯇꯔꯒ ꯂꯤꯃꯤꯠ ꯇꯧꯕꯥ ꯑꯃꯁꯨꯡ ꯋꯥꯈꯜ ꯋꯥꯕ ꯑꯗꯨ ꯍꯦꯟꯅ ꯐꯒꯠꯍꯟꯕ ꯑꯣꯏꯅ ꯃꯦꯅꯦꯖ ꯇꯧꯕꯥ ꯑꯁꯤꯅꯆꯤꯡꯕꯅꯤ꯫ ꯑꯐꯕ ꯃꯔꯤ ꯑꯃꯁꯨꯡ ꯁꯣꯁꯤꯑꯦꯜ ꯀꯅꯦꯛꯁꯟꯁꯤꯡꯁꯨ ꯍꯛꯆꯥꯡ ꯐꯕ ꯄꯨꯟꯁꯤ ꯃꯍꯤꯡ ꯑꯃ ꯁꯦꯝꯒꯠꯄꯗ ꯃꯇꯦꯡ ꯄꯥꯡꯕ ꯌꯥꯏ꯫ ꯃꯁꯤ ꯅꯤꯡꯁꯤꯡꯕ ꯌꯥꯝꯅ ꯃꯔꯨꯑꯣꯏ ꯃꯗꯨꯗꯤ ꯍꯛꯆꯥꯡ ꯐꯕ ꯄꯨꯟꯁꯤ ꯃꯍꯤꯡ ꯑꯃ ꯂꯩꯕꯥ ꯍꯥꯢꯕꯁꯤ ꯃꯄꯨꯡ ꯐꯥꯕ ꯑꯣꯏꯕꯅꯤ ꯃꯗꯨꯒꯤ ꯃꯍꯨꯠꯇ ꯑꯩꯈꯣꯢꯒꯤ ꯑꯄꯨꯟꯕ ꯍꯛꯁꯦꯜ ꯑꯃꯁꯨꯡ ꯅꯨꯡꯉꯥꯏꯕ ꯑꯁꯤꯕꯨ ꯃꯇꯦꯡ ꯄꯥꯡꯂꯤꯕ ꯋꯥꯔꯦꯞ ꯂꯧꯕꯅꯤ꯫